ꯂꯦꯞꯇꯣꯞ ꯑꯃꯥ ꯂꯧꯗ꯭ꯔꯤꯉꯩꯗꯥ ꯃꯤꯑꯣꯏ ꯑꯃꯅ ꯈꯪꯒꯗꯕ ꯋꯥꯐꯝ ꯃꯉꯥꯒꯤ ꯂꯤꯁ꯭ꯠ ꯑꯃ ꯁꯦꯝꯃꯨ꯫ ꯂꯦꯞꯇꯣꯞ ꯑꯃ ꯂꯧꯅꯕ ꯈꯟꯅꯔꯛꯄ ꯃꯇꯝꯗ ꯂꯧꯈꯠꯀꯗꯕ ꯋꯥꯐꯝ ꯀꯌꯥ ꯂꯩ꯫ ꯃꯈꯥꯗ ꯈꯟꯊꯒꯗꯕ ꯃꯔꯨꯑꯣꯏꯕ ꯋꯥꯐꯝ ꯃꯉꯥ ꯌꯥꯎꯔꯤ ꯁꯤꯖꯤꯟꯅꯕ ꯅꯍꯥꯛꯅ ꯂꯦꯞꯇꯣꯞ ꯁꯤ ꯁꯤꯖꯤꯟꯅꯗꯕ ꯃꯔꯨꯑꯣꯏꯕ ꯄꯥꯟꯗꯝ ꯑꯗꯨ ꯂꯦꯞꯊꯣꯛꯎ꯫ ꯃꯁꯤ ꯊꯕꯛ, ꯅꯨꯡꯉꯥꯏꯕ, ꯒꯦꯃꯤꯡ ꯅꯠꯇꯔꯒ ꯖꯦꯅꯦꯔꯦꯜ ꯌꯨꯖꯒꯤꯗꯃꯛ ꯑꯣꯏꯒꯅꯤ? ꯃꯁꯤ ꯈꯪꯅꯕ ꯅꯍꯥꯛꯀꯤꯗꯃꯛꯇ ꯈ꯭ꯋꯥꯏꯗꯒꯤ ꯃꯔꯨꯑꯣꯏꯕ ꯍꯥꯔꯗꯋꯥꯌꯔ ꯁ꯭ꯄꯦꯁꯤꯐꯤꯀꯦꯁꯅꯁꯤꯡ ꯑꯃꯁꯨꯡ ꯐꯤꯆꯔꯁꯤꯡꯒꯤ ꯃꯇꯥꯡꯗ ꯋꯥꯔꯦꯞ ꯂꯧꯕꯗ ꯃꯇꯦꯡ ꯄꯥꯡꯒꯅꯤ꯫ ꯄꯣꯔꯇꯦꯕꯤꯂꯤꯇꯤ ꯆꯠꯊꯣꯛ-ꯆꯠꯁꯤꯒꯤꯗꯃꯛꯇ ꯂꯥꯏꯠꯋꯦꯠ ꯑꯃꯁꯨꯡ ꯀꯝꯄꯦꯛꯇꯂꯦꯞꯇꯣꯞ ꯑꯃ ꯃꯊꯧ ꯇꯥꯕꯔ ꯅꯠꯇꯔꯒ ꯑꯌꯥꯝꯕꯅ ꯃꯐꯝ ꯑꯃꯗ ꯂꯩꯒꯗꯕ ꯑꯆꯧꯕ, ꯍꯦꯟꯅ ꯂꯨꯕꯥ ꯂꯦꯞꯇꯣꯞ ꯑꯃ ꯄꯥꯝꯂꯕꯗꯤ ꯈꯟꯗꯨꯅ ꯌꯦꯡꯕꯤꯌꯨ꯫ ꯁ꯭ꯀꯔꯤꯟ ꯁꯥꯏꯖ, ꯑꯔꯨꯝꯕ, ꯑꯃꯁꯨꯡ ꯕꯦꯠꯇ꯭ꯔꯤꯒꯤ ꯃꯇꯝ ꯑꯁꯤ ꯍꯤꯔꯝ ꯑꯁꯤꯗ ꯈꯟꯒꯗꯕ ꯃꯔꯨꯑꯣꯏꯕ ꯃꯆꯥꯛꯁꯤꯡꯅꯤ꯫ ꯑꯣꯄꯔꯦꯇꯤꯡ ꯁꯤꯁ꯭ꯇꯦꯝ: ꯅꯍꯥꯛꯀꯤ ꯗꯔꯀꯥꯔ ꯑꯣꯏꯕꯁꯤꯡ ꯑꯃꯁꯨꯡ ꯑꯄꯥꯝꯕꯁꯤꯡꯒꯥ ꯃꯥꯟꯅꯕ ꯑꯣꯄꯔꯦꯇꯤꯡ ꯁꯤꯁ꯭ꯇꯦꯝ ꯑꯃ ꯂꯦꯞꯀꯅꯨ꯫ ꯋꯤꯟꯗꯣꯖ, ꯃꯦꯛ ꯑꯣ. ꯑꯦꯁ., ꯑꯃꯁꯨꯡ ꯂꯨꯅꯛꯁ ꯑꯁꯤ ꯈ꯭ꯋꯦꯏꯗꯒꯤ ꯃꯃꯤꯡ ꯆꯠꯄ ꯑꯣꯞꯁꯟꯁꯤꯡꯅꯤ, ꯃꯈꯣꯏ ꯈꯨꯗꯤꯡꯃꯛꯀꯤ ꯃꯁꯥꯒꯤ ꯑꯣꯏꯕ ꯄꯥꯡꯒꯜ ꯑꯃꯁꯨꯡ ꯑꯋꯥꯠꯄꯥ ꯂꯩ꯫ ꯍꯥꯔꯗꯋꯦꯌꯔ ꯑꯃꯁꯨꯡ ꯄꯔꯐꯣꯃꯦꯟꯁ: ꯅꯍꯥꯛꯀꯤ ꯁꯤꯖꯤꯟꯅꯐꯝꯗ ꯌꯨꯝꯐꯝ ꯑꯣꯏꯗꯨꯅ ꯅꯍꯥꯛꯅ ꯃꯊꯧ ꯇꯥꯕ ꯍꯥꯔꯗꯋꯦꯌꯔ ꯁ꯭ꯄꯦꯁꯤꯐꯤꯀꯦꯁꯟꯁꯤꯡ ꯂꯦꯞꯊꯣꯛꯎ꯫ ꯈꯨꯗꯝ ꯑꯣꯏꯅ, ꯁꯛꯇꯤ ꯂꯩꯕ ꯄ꯭ꯔꯣꯁꯦꯁꯔ ꯑꯃꯁꯨꯡ ꯒ꯭ꯔꯥꯐꯤꯁ ꯀꯥꯔꯗ ꯑꯁꯤ ꯒꯦꯃꯤꯡꯒꯤꯗꯃꯛꯇ ꯌꯥꯝꯅ ꯃꯔꯨꯑꯣꯏ, ꯑꯗꯨꯒ ꯁ꯭ꯇꯣꯔꯦꯖ ꯑꯃꯁꯨꯡ ꯃꯇꯤꯛ ꯆꯥꯕ ꯑꯁꯤ ꯊꯨꯅ ꯑꯃꯁꯨꯡ ꯌꯥꯝꯅ ꯊꯨꯅ ꯃꯜꯇꯤꯇꯥ꯭ꯁꯀꯤꯡꯒꯤꯗꯃꯛꯇ ꯃꯔꯨꯑꯣꯏ꯫ ꯕꯖꯦꯠ: ꯂꯦꯞꯇꯣꯞꯁꯤꯡ ꯑꯁꯤ ꯕꯖꯦꯠ ꯃꯣꯗꯦꯜꯗꯒꯤ ꯍꯧꯔꯒ ꯍꯥꯏ-ꯑꯦꯟꯗ ꯑꯣꯞꯁꯟꯁꯤꯡ ꯐꯥꯎꯕ ꯃꯃꯜ ꯀꯌꯥꯗ ꯂꯥꯛꯏ꯫ ꯅꯍꯥꯛꯅ ꯅꯨꯡꯉꯥꯏꯕ ꯕꯖꯦꯠ ꯑꯃ ꯂꯦꯞꯀꯅꯨ, ꯑꯃꯁꯨꯡ ꯃꯃꯜ ꯑꯗꯨꯒꯤ ꯃꯅꯨꯡꯗ ꯈ꯭ꯋꯥꯏꯗꯒꯤ ꯐꯕ ꯚꯦꯜꯌꯨ ꯄꯤꯕ ꯂꯦꯞꯇꯣꯞꯁꯤꯡ ꯊꯤꯖꯤꯜꯂꯨ꯫ ꯅꯍꯥꯛꯀꯤ ꯁꯦꯟꯐꯝꯒꯤꯗꯃꯛꯇ ꯈ꯭ꯋꯥꯏꯗꯒꯤ ꯐꯕ ꯕꯦꯡ ꯑꯗꯨ ꯁꯣꯏꯗꯅ ꯐꯪꯍꯟꯅꯕ ꯃꯃꯜ ꯑꯃꯁꯨꯡ ꯐ꯭ꯪꯁꯅꯦꯂꯤꯇꯤꯒꯤ ꯃꯔꯛꯇ ꯕꯦꯂꯦꯟꯁ ꯑꯃ ꯊꯝꯕ ꯑꯁꯤ ꯌꯥꯝꯅ ꯃꯔꯨꯑꯣꯏ꯫ ꯄꯅꯃꯥ ꯄꯦꯄ꯭ꯔꯁꯤꯡꯒꯤ ꯁ꯭ꯛꯌꯥꯟꯗꯦꯂꯗꯥ ꯁꯔꯨꯛ ꯌꯥꯔꯤꯕ ꯄꯥꯔꯇꯤꯁꯤꯡ ꯃꯁꯛ ꯈꯉꯗꯣꯛꯄ꯫ ꯄꯅꯃꯥ ꯄꯦꯄ꯭ꯔꯁꯤꯡ ꯑꯁꯤꯅ ꯁꯦꯜ ꯊꯨꯝꯒꯤ ꯃꯤꯑꯣꯏꯁꯤꯡ ꯑꯃꯁꯨꯡ ꯑꯣꯔꯒꯅꯥꯏꯖꯦꯁꯟꯁꯤꯡꯅ ꯃꯈꯣꯏꯒꯤ ꯑꯦꯁꯦꯠꯁꯤꯡ ꯂꯣꯠꯁꯤꯟꯅꯕꯥ ꯑꯃꯁꯨꯡ ꯃꯈꯣꯏꯒꯤ ꯇꯦꯛꯁ ꯂꯤꯑꯦꯕꯤꯂꯤꯇꯤꯁꯤꯡ ꯍꯟꯊꯍꯟꯅꯕ ꯑꯣꯐꯁꯣꯔ ꯑꯦꯟꯇꯤꯇꯤꯁꯤꯡꯕꯨ ꯀꯔꯝꯅ ꯁꯤꯖꯤꯟꯅꯈꯤꯕꯒꯦ ꯍꯥꯏꯕꯗꯨ ꯐꯣꯡꯗꯣꯛꯂꯤꯕ ꯗꯣꯀꯨꯃꯦꯟꯠꯁꯤꯡꯒꯤ ꯑꯆꯧꯕ ꯂꯤꯡ ꯑꯃꯒꯤ ꯃꯇꯥꯡꯗ ꯄꯟꯈꯤ꯫ ꯄꯅꯃꯥ ꯄꯦꯄ꯭ꯔꯁꯤꯡꯒꯤ ꯁ꯭ꯛꯌꯥꯟꯗꯦꯂꯗꯥ ꯁꯔꯨꯛ ꯌꯥꯔꯤꯕ ꯄꯥꯔꯇꯤꯁꯤꯡ ꯑꯁꯤꯗ ꯂꯩꯕꯥꯛ ꯀꯌꯥꯒꯤ ꯃꯤꯑꯣꯏ ꯀꯌꯥ, ꯀꯣꯔꯄꯣꯔꯦꯁꯟꯁꯤꯡ ꯑꯃꯁꯨꯡ ꯔꯥꯖꯅꯤꯇꯤ ꯇꯧꯕꯁꯤꯡ ꯌꯥꯎꯔꯤ꯫ ꯋꯥꯐꯝ ꯑꯁꯤ ꯊꯨꯒꯥꯏꯕ ꯑꯁꯤ ꯑꯣꯐꯁꯣꯔ ꯐꯥꯏꯅꯥꯟꯁꯤꯑꯦꯜ ꯁꯔꯕꯤꯁꯁꯤꯡꯒꯤ ꯈ꯭ꯋꯥꯏꯗꯒꯤ ꯆꯥꯎꯕ ꯄ꯭ꯔꯣꯚꯥꯏꯗꯔꯁꯤꯡꯒꯤ ꯃꯅꯨꯡꯗ ꯑꯃ ꯑꯣꯏꯔꯤꯕ ꯄꯅꯃꯥꯒꯤ ꯂꯣꯏꯁꯪ ꯃꯣꯁꯥꯛ ꯐꯣꯟꯁꯦꯀꯥꯗ ꯊꯣꯛꯈꯤꯕꯅꯤ꯫